ꯄꯤꯖ꯭ꯖꯥ ꯑꯣꯔꯗꯔ ꯇꯧꯅꯕꯒꯤꯗꯃꯛ ꯁꯣꯐꯋꯥꯌꯔ ꯀꯝꯄꯣꯅꯦꯟꯠ ꯑꯃ ꯗꯤꯖꯥꯏꯟ ꯇꯧꯕ꯫ ꯄꯤꯖ꯭ꯖꯥ ꯑꯣꯔꯗꯔ ꯇꯧꯕꯗ ꯁꯤꯖꯤꯟꯅꯕ ꯌꯥꯕ ꯁꯣꯐꯋꯦꯌꯔ ꯀꯝꯄꯣꯅꯦꯟꯠ ꯑꯃꯒꯤ ꯑꯣꯏꯊꯣꯛꯄ ꯌꯥꯕ ꯗꯤꯖꯥꯏꯟ ꯑꯃ ꯃꯈꯥꯗ ꯄꯤꯔꯤ: ꯑꯣꯔꯗꯔ ꯄꯤꯖ꯭ꯖꯥ ꯀꯝꯄꯣꯅꯦꯟꯠ: ꯌꯨꯖꯔ ꯏꯟꯇꯔꯐꯦꯁ: ꯑꯣꯔꯗꯔ ꯄꯤꯖ꯭ꯖꯥ ꯀꯝꯄꯣꯅꯦꯟꯠ ꯑꯁꯤꯅ ꯀꯁꯇꯃꯔꯁꯤꯡꯕꯨ ꯊꯧꯑꯣꯡꯒꯤ ꯈꯨꯠꯊꯥꯡꯗ ꯂꯝꯖꯤꯡꯕꯤꯕ ꯌꯨꯖꯔ-ꯐ꯭ꯔꯦꯟꯂꯤ ꯏꯟꯇꯔꯐꯦꯁ ꯑꯃ ꯂꯩꯒꯅꯤ꯫ ꯄꯤꯖ꯭ꯖꯥ ꯑꯃꯥ ꯑꯣꯔꯗꯔ ꯇꯧꯕ꯫ ꯏꯟꯇꯔꯐꯦꯁ ꯑꯁꯤ ꯃꯣꯕꯥꯏꯜ ꯑꯦꯞ, ꯋꯦꯕ ꯄꯦꯖ ꯅꯠꯇ꯭ꯔꯒ ꯁ꯭ꯇꯦꯟꯂꯣꯟ ꯄ꯭ꯔꯣꯒ꯭ꯔꯥꯝ ꯑꯃ ꯑꯣꯏꯅ ꯗꯤꯖꯥꯏꯟ ꯇꯧꯕ ꯌꯥꯏ꯫ ꯃꯁꯤꯒꯤ ꯐꯤꯆꯔ ꯑꯁꯤꯅ ꯃꯈꯣꯏꯗ ꯄꯤꯖ꯭ꯖꯥꯔꯤꯌꯥꯅ ꯄꯤꯔꯤꯕ ꯀ꯭ꯔꯨꯁꯀꯤ ꯃꯈꯜ, ꯄꯤꯖ꯭ꯖꯥꯒꯤ ꯁꯥꯏꯖ, ꯇꯣꯄꯤꯡ ꯑꯃꯁꯨꯡ ꯑꯇꯣꯞꯄ ꯑꯣꯞꯁꯟꯁꯤꯡ ꯈꯟꯕꯗ ꯃꯇꯦꯡ ꯄꯥꯡꯒꯅꯤ꯫ ꯃꯦꯅꯨ: ꯀꯝꯄꯣꯅꯦꯟꯠ ꯑꯁꯤ ꯄꯤꯖꯄ꯭ꯌꯥꯔꯤꯌꯥꯒꯤ ꯃꯦꯅꯨ ꯑꯣꯐꯔꯁꯤꯡ ꯎꯠꯄ ꯐꯤꯆꯔ ꯑꯃ ꯂꯩꯒꯅꯤ꯫ ꯃꯁꯤꯅ ꯇꯣꯉꯥꯟ ꯇꯣꯉꯥꯟꯕ ꯃꯈꯜꯒꯤ ꯄꯤꯖ꯭ꯖꯥ, ꯇꯣꯄꯤꯡ, ꯑꯃꯁꯨꯡ ꯑꯇꯣꯞꯄ ꯁꯥꯏꯗꯁꯤꯡ, ꯑꯣꯔꯗꯔꯗ ꯍꯥꯞꯆꯤꯟꯕ ꯌꯥꯕ ꯊꯛꯅꯕ ꯏꯁꯤꯡ ꯑꯃꯁꯨꯡ ꯗꯦꯖꯔꯠꯁꯤꯡ ꯎꯠꯀꯅꯤ꯫ ꯑꯣꯐꯔꯁꯤꯡ ꯅꯠꯇ꯭ꯔꯒ ꯃꯃꯜꯁꯤꯡꯗ ꯑꯍꯣꯡꯕ ꯑꯃꯠꯇ ꯂꯩꯍꯟꯗꯅꯕ ꯃꯦꯅꯨ ꯑꯁꯤ ꯑꯞꯗꯦꯠ ꯇꯧꯕ ꯌꯥꯏ꯫ ꯀꯁꯇꯃꯥꯏꯖꯦꯁꯟ: ꯀꯝꯄꯣꯅꯦꯟꯠ ꯑꯁꯤꯅ ꯀꯁꯇꯃꯔꯁꯤꯡꯗ ꯇꯣꯄꯤꯡ ꯍꯥꯞꯆꯤꯟꯗꯨꯅ ꯅꯠꯇ꯭ꯔꯒ ꯂꯧꯊꯣꯛꯇꯨꯅ ꯑꯃꯁꯨꯡ ꯀ꯭ꯔꯨꯁꯀꯤ ꯁꯥꯏꯖ ꯑꯃꯁꯨꯡ ꯃꯈꯜ ꯈꯟꯗꯨ ꯄꯔꯁꯣꯅꯦꯂꯥꯏꯖ ꯄꯤꯕ ꯄꯤꯖꯕꯁꯤꯡ ꯁꯦꯝꯕ ꯌꯥꯍꯟꯒꯅꯤ꯫ ꯑꯣꯔꯗꯔ ꯑꯗꯨ ꯀꯟꯐꯥꯔꯝ ꯇꯧꯗ꯭ꯔꯤꯉꯩ ꯃꯃꯥꯡꯗ ꯀꯁꯇꯃꯔ ꯑꯗꯨꯅ ꯅꯨꯡꯉꯥꯏꯕ ꯐꯣꯡꯗꯣꯛꯄ ꯉꯝꯅꯕ ꯀꯁꯇꯃꯔꯅ ꯁꯦꯝꯕ ꯄꯤꯖꯕ ꯄ꯭ꯔꯤꯚꯤꯎ ꯑꯃ ꯎꯠꯀꯅꯤ꯫ ꯑꯈꯟꯅꯕ ꯗꯤꯜꯁꯤꯡ: ꯀꯝꯄꯣꯅꯦꯟꯠ ꯑꯁꯤꯅ ꯄꯤ ꯄꯤꯖ꯭ꯖꯥꯔꯤꯅꯥ ꯆꯂꯥꯏꯔꯤꯕ ꯑꯈꯟꯅꯕ ꯗꯤꯜꯁꯤꯡ, ꯑꯣꯐꯔꯁꯤꯡ ꯅꯠꯇ꯭ꯔꯒ ꯄ꯭ꯔꯣꯃꯣꯁꯟꯁꯤꯡ ꯎꯠꯄ ꯌꯥꯏ꯫ ꯃꯁꯤꯗ ꯗꯤꯁꯀꯥꯎꯟꯠ, ꯀꯣꯝꯕꯣ ꯅꯠꯇ꯭ꯔꯒ ꯑꯣꯔꯗꯔꯗ ꯍꯥꯞꯆꯤꯟꯕ ꯌꯥꯕ ꯐ꯭ꯔꯤ ꯑꯥꯏꯇꯦꯝꯁꯤꯡ ꯌꯥꯎꯕ ꯌꯥꯏ꯫ ꯑꯣꯔꯗꯔ ꯀꯟꯐꯥꯔꯃꯦꯁꯟ: ꯀꯁꯇꯃꯔꯅ ꯃꯈꯣꯏꯒꯤ ꯑꯣꯔꯗꯔ ꯑꯗꯨ ꯀꯁꯇꯃꯥꯏꯁ ꯇꯧꯕ ꯂꯣꯏꯔꯕ ꯃꯇꯨꯡꯗ, ꯃꯈꯣꯏꯒꯤ ꯔꯤꯚꯤꯌꯨ ꯑꯃꯁꯨꯡ ꯀꯟꯐꯥꯔꯃꯦꯁꯟꯒꯤꯗꯃꯛꯇ ꯑꯄꯨꯟꯕ ꯃꯃꯜ ꯌꯥꯎꯅ ꯃꯈꯣꯏꯒꯤ ꯑꯣꯔꯗꯔꯒꯤ ꯁꯝꯖꯤꯟꯅꯐꯝ ꯑꯃ ꯎꯠꯀꯅꯤ꯫ ꯀꯟꯐꯥꯔꯝ ꯇꯧꯔꯕ ꯃꯇꯨꯡꯗ ꯑꯣꯔꯗꯔꯒꯤ ꯑꯀꯨꯞꯄ ꯃꯔꯣꯜꯁꯤꯡ ꯑꯗꯨ ꯁꯦꯝ ꯁꯥꯅꯕ ꯀꯤꯆꯟꯗ ꯊꯥꯒꯅꯤ꯫ ꯗꯦꯂꯤꯚ꯭ꯔꯤ ꯅꯠꯇ꯭ꯔꯒ ꯄꯤꯛꯑꯞ: ꯀꯝꯄꯣꯅꯦꯟꯠ ꯑꯁꯤꯅ ꯀꯁꯇꯃꯔꯁꯤꯡꯗ ꯃꯈꯣꯏꯒꯤ ꯄꯤꯖ꯭ꯖꯥ ꯃꯈꯣꯏꯒꯤ ꯃꯐꯝꯗ ꯌꯧꯍꯟꯕꯒꯤ ꯅꯠꯇ꯭ꯔꯒ ꯃꯁꯥꯅ